ꯀꯔꯤꯒꯤꯗꯃꯛꯇ ꯑꯄꯤꯛꯄ ꯕꯤꯖꯤꯅꯦꯁꯁꯤꯡꯅ ꯁ꯭ꯔꯆ ꯏꯟꯖꯤꯟ ꯑꯣꯞꯇꯤꯃꯥꯏꯖꯦꯁꯟ ꯗꯥ ꯁꯦꯜ ꯊꯥꯗꯒꯗꯒꯦ ꯍꯥꯢꯕꯒꯤ ꯃꯇꯥꯡꯗ ꯕ꯭ꯂꯣꯒ ꯄꯣꯁ꯭ꯠ ꯑꯃꯥ ꯏꯕꯤꯌꯨ꯫ ꯁ꯭ꯔꯆ ꯏꯟꯖꯤꯟ ꯑꯣꯞꯇꯤꯃꯥꯏꯖꯦꯁꯟ ꯍꯥꯢꯕꯁꯤ ꯁ꯭ꯔꯆ ꯏꯟꯖꯤꯟ ꯑꯃꯒꯤ ꯄꯦꯃꯦꯟꯇ ꯇꯧꯗꯕ ꯔꯤꯖꯜꯇꯁꯤꯡꯗ ꯋꯦꯕꯁꯥꯏꯠ ꯅꯠꯇ꯭ꯔꯒ ꯋꯦꯕ ꯄꯦꯖ ꯑꯃꯒꯤ ꯚꯤꯖꯤꯕꯤꯂꯤꯇꯤ ꯐꯒꯠꯍꯟꯕꯒꯤ ꯊꯧꯑꯣꯡꯅꯤ꯫ ꯃꯁꯤ ꯁꯥꯏꯖ ꯈꯨꯗꯤꯡꯃꯛꯀꯤ ꯕꯤꯖꯤꯅꯦꯁꯁꯤꯡꯅ ꯃꯈꯣꯢꯒꯤ ꯑꯣꯟꯂꯥꯏꯟ ꯄ꯭ꯔꯦꯖꯦꯟꯁ ꯐꯒꯠꯍꯟꯅꯕ ꯑꯃꯁꯨꯡ ꯀꯁꯇꯃꯔ ꯍꯦꯟꯅ ꯌꯧꯍꯟꯅꯕ ꯁꯤꯖꯤꯟꯅꯕ ꯌꯥꯕ ꯁꯛꯇꯤ ꯂꯩꯕ ꯈꯨꯠꯂꯥꯢ ꯑꯃꯅꯤ꯫ ꯕ꯭ꯂꯣꯒ ꯄꯣꯁ꯭ꯠ ꯑꯁꯤꯗ ꯑꯩꯈꯣꯢꯅ ꯃꯔꯨꯑꯣꯏꯅ ꯑꯄꯤꯛꯄ ꯕꯤꯖꯤꯅꯦꯁꯁꯤꯡꯅ ꯁ꯭ꯔꯆ ꯏꯟꯖꯤꯟ ꯑꯣꯞꯇꯤꯃꯥꯏꯖꯦꯁꯟ ꯚꯤꯖꯤꯕꯤꯂꯤꯇꯤ ꯍꯦꯟꯒꯠꯂꯛꯄ ꯑꯄꯤꯛꯄ ꯕꯤꯖꯤꯅꯦꯁꯁꯤꯡꯅ ꯁ꯭ꯔꯆ ꯏꯟꯖꯤꯟ ꯑꯣꯞꯇꯤꯃꯥꯏꯖꯦꯁꯟ ꯗ ꯁꯦꯜ ꯊꯥꯗꯕꯒꯤ ꯃꯔꯨꯑꯣꯏꯕ ꯃꯔꯝ ꯑꯃꯗꯤ ꯃꯈꯣꯢꯒꯤ ꯚꯤꯖꯤꯕꯤꯂꯤꯇꯤ ꯑꯣꯟꯂꯥꯏꯟꯗ ꯍꯦꯟꯒꯠꯍꯟꯅꯕꯅꯤ꯫ ꯀꯁꯇꯃꯔꯁꯤꯡꯅ ꯅꯍꯥꯛꯀꯤ ꯕꯤꯖꯤꯅꯦꯁꯅꯥ ꯄꯤꯔꯤꯕ ꯄꯣꯠꯊꯣꯛꯁꯤꯡ ꯅꯠꯇ꯭ꯔꯒ ꯁꯔꯚꯤꯁꯁꯤꯡ ꯊꯤꯕ ꯃꯇꯝꯗ ꯅꯍꯥꯛꯅ ꯁ꯭ꯔꯁ ꯔꯤꯖꯜꯇꯁꯤꯡꯒꯤ ꯃꯊꯛꯇ ꯊꯣꯛꯄ ꯄꯥꯝꯃꯤ꯫ ꯃꯁꯤꯗ ꯁ꯭ꯔꯁ ꯏꯟꯖꯤꯟ ꯑꯣꯞꯇꯤꯃꯥꯏꯖꯦꯁꯟ ꯊꯥꯖꯕ ꯍꯦꯟꯒꯠꯍꯟꯕ ꯁꯔꯆ ꯏꯟꯖꯤꯟꯒꯤ ꯔꯤꯖꯜꯇꯁꯤꯡꯒꯤ ꯃꯊꯛꯇ ꯊꯣꯔꯛꯄꯥ ꯑꯁꯤꯅ ꯅꯍꯥꯛꯀꯤ ꯃꯤꯠꯌꯦꯡ ꯍꯦꯟꯒꯠꯍꯟꯕꯇꯥ ꯅꯠꯇꯅ ꯅꯍꯥꯛꯀꯤ ꯊꯥꯖꯕ ꯍꯦꯟꯒꯠꯍꯟꯕꯁꯨ ꯌꯥꯏ꯫ ꯅꯍꯥꯛꯀꯤ ꯋꯦꯕꯁꯥꯏꯠ ꯑꯁꯤ ꯃꯔꯤ ꯂꯩꯅꯕ ꯁ꯭ꯔꯆ ꯑꯃꯒꯤꯗꯃꯛꯇ ꯑꯍꯥꯟꯕ ꯑꯣꯏꯅ ꯎꯠꯂꯤꯕ ꯔꯤꯖꯜꯇꯁꯤꯡꯒꯤ ꯃꯅꯨꯡꯗ ꯂꯩꯕ ꯃꯇꯝꯗ ꯃꯁꯤꯅ ꯁ꯭ꯔꯆ ꯇꯧꯔꯤꯕ ꯃꯤꯑꯣꯏ ꯑꯗꯨꯗ ꯅꯍꯥꯛꯀꯤ ꯕꯤꯖꯤꯅꯦꯁ ꯑꯗꯨ ꯊꯥꯖꯕ ꯌꯥꯕ ꯑꯃꯁꯨꯡ ꯃꯃꯤꯡ ꯆꯠꯄ ꯑꯣꯏ ꯍꯥꯢꯕꯒꯤ ꯄꯥꯎꯖꯦꯜ ꯑꯃ ꯊꯥꯏ꯫ ꯃꯁꯤꯅ ꯄꯣꯇꯦꯟꯁꯤꯌꯦꯜ ꯀꯁꯇꯃꯔꯁꯤꯡꯒ ꯊꯥꯖꯕ ꯍꯦꯟꯒꯠꯍꯟꯕꯗ ꯃꯇꯦꯡ ꯄꯥꯡꯒꯅꯤ ꯑꯃꯁꯨꯡ ꯅꯍꯥꯛꯀꯤ ꯌꯣꯟꯕ ꯌꯥꯕꯒꯤ ꯆꯥꯡ ꯐꯒꯠꯍꯟꯕ ꯉꯝꯒꯅꯤ꯫ ꯇ꯭ꯔꯥꯐꯤꯛ ꯍꯦꯟꯒꯠꯂꯛꯄ ꯁ꯭ꯔꯁ ꯏꯟꯖꯤꯟ ꯑꯣꯞꯇꯤꯃꯥꯏꯖꯦꯁꯟ ꯗꯥ ꯁꯦꯜ ꯊꯥꯗꯕꯒꯤ ꯑꯇꯣꯞꯄ ꯀꯥꯟꯅꯕ ꯑꯃꯗꯤ ꯃꯁꯤꯅ ꯅꯍꯥꯛꯀꯤ ꯋꯦꯕꯁꯥꯏꯠꯇ ꯇ꯭ꯔꯥꯐꯤꯛ ꯍꯦꯟꯒꯠꯍꯟꯕꯗ ꯃꯇꯦꯡ ꯄꯥꯡꯕ ꯉꯝꯒꯅꯤ꯫ ꯅꯍꯥꯛꯀꯤ ꯁ꯭ꯔꯆ ꯏꯟꯖꯤꯟꯒꯤ ꯔꯦꯡꯀꯤꯡ ꯐꯒꯠꯍꯟꯕꯅ ꯃꯤꯑꯣꯏ ꯀꯌꯥꯅ ꯅꯍꯥꯛꯀꯤ ꯁꯥꯏꯇꯇꯥ ꯅꯝꯕ ꯌꯥꯏ꯫ ꯃꯁꯤꯒꯤ ꯍꯦꯟꯒꯠꯂꯛꯂꯤꯕ ꯇ꯭ꯔꯥꯐꯤꯛ ꯑꯁꯤꯅ ꯅꯍꯥꯛꯀꯤ ꯌꯣꯟꯕ ꯍꯦꯟꯒꯠꯍꯟꯕꯗ ꯑꯃꯁꯨꯡ ꯅꯍꯥꯛꯀꯤ ꯑꯄꯨꯟꯕ ꯁꯦꯟꯊꯣꯛ ꯍꯦꯟꯒꯠꯍꯟꯕꯗ ꯃꯇꯦꯡ ꯄꯥꯡꯒꯅꯤ꯫ ꯃꯃꯜ ꯍꯣꯡꯕ ꯃꯥꯔꯀꯦꯇꯤꯡ ꯄꯦ-ꯄꯥꯔ-ꯀ꯭ꯂꯤꯛ ꯑꯦꯗꯚꯥꯔꯇꯥꯏꯖꯃꯦꯟꯇꯒꯨꯝꯕ ꯑꯣꯟꯂꯥꯏꯟ ꯃꯥꯔꯀꯦꯇꯤꯡꯒꯤ ꯑꯇꯣꯞꯄ ꯃꯑꯣꯡꯁꯤꯡꯒ ꯆꯥꯡꯗꯝꯅꯕꯗ ꯁꯤꯁꯇꯦꯝ ꯏꯟꯇꯤꯒ꯭ꯔꯦꯇꯔ ꯑꯃꯁꯨꯡ ꯃꯦꯁꯤꯟ ꯂꯔꯅꯤꯡꯒꯤ ꯊꯣꯔꯛꯄ꯫